ꯃꯍꯥꯛ ꯃꯃꯥꯡꯒꯤ ꯖꯔꯃꯅꯤꯛꯀꯤ ꯂꯥꯏ ꯗꯣꯅꯥꯔꯗꯒꯤ ꯁꯦꯝꯒꯠꯈꯤ ꯑꯃꯁꯨꯡ ꯅꯣꯔꯁꯀꯤ ꯂꯥꯏꯁꯤꯡꯒꯤ ꯈ꯭ꯋꯥꯏꯗꯒꯤ ꯃꯃꯤꯡ ꯆꯠꯄ ꯂꯥꯏ ꯑꯣꯏꯈꯤ꯫ ꯊꯣꯔ ꯑꯁꯤ ꯍꯧꯖꯤꯛ ꯂꯩꯔꯤꯕ ꯃꯇꯝꯗꯁꯨ ꯃꯤꯌꯥꯝꯅ ꯄꯥꯝꯅꯕ ꯂꯥꯏ ꯑꯃ ꯑꯣꯏꯅ ꯃꯈꯥ ꯆꯠꯊꯔꯤ, ꯑꯃꯁꯨꯡ ꯆꯌꯣꯜ ꯑꯗꯨꯒꯤ ꯃꯉꯥꯁꯨꯕ ꯅꯨꯃꯤꯠꯇ ꯑꯅꯧꯕ ꯃꯇꯝꯒꯤ ꯏꯪꯂꯤꯁ ꯑꯃꯁꯨꯡ ꯖꯔꯃꯟꯒꯤ ꯋꯥꯍꯩꯁꯤꯡ ꯁꯒꯣꯜꯁꯦꯟ ꯑꯃꯁꯨꯡ ꯗ꯭ꯔꯣꯅꯁꯥꯁꯇ꯭ꯔꯥꯒ ꯑꯅꯤꯃꯛꯅ ꯊꯣꯔꯗꯣꯅꯥꯔ ("ꯊꯣꯔꯒꯤ ꯅꯨꯃꯤꯠ ꯗꯣꯅꯥꯔꯒꯤ ꯅꯨꯃꯤꯠ")ꯀꯤ ꯃꯇꯥꯡꯗ ꯄꯜꯂꯤ꯫ ꯊꯣꯔꯒꯤ ꯃꯤꯌꯥꯝꯅ ꯄꯥꯝꯅꯕ ꯑꯁꯤ ꯚꯥꯏꯀꯤꯡ ꯑꯦꯖ (ꯆꯥꯎꯔꯥꯛꯅ ꯆꯇ꯭ꯔꯦꯠ ꯃꯧꯗ꯭ꯔꯥ)ꯒꯤ ꯃꯇꯝꯗ ꯈ꯭ꯋꯥꯏꯗꯒꯤ ꯋꯥꯡꯕ ꯊꯥꯛꯇ ꯌꯧꯈꯤ, ꯃꯇꯝ ꯑꯗꯨꯗ ꯃꯍꯥꯛꯄꯨ ꯈ꯭ꯔꯤꯁꯠꯀꯤ ꯈ꯭ꯋꯥꯏꯗꯒꯤ ꯆꯥꯎꯕ ꯌꯦꯛꯅꯕ ꯑꯣꯏꯅ ꯂꯧꯅꯔꯝꯃꯤ, ꯆꯥꯎꯔꯥꯛꯅ ꯇꯔꯥ ꯁꯨꯕ ꯆꯍꯤꯆꯥꯗꯒꯤ ꯍꯧꯅ, ꯁ꯭ꯀꯦꯟꯗꯤꯅꯦꯚꯤꯌꯥꯗ ꯈ꯭ꯔꯤꯁꯠ꯫ ꯊꯣꯔꯒꯤ ꯍꯦꯝꯃꯔꯒꯤ ꯃꯇꯥꯡꯗ ꯍꯦꯟꯅ ꯇꯥꯃꯤꯜ ꯑꯃꯁꯨꯡ ꯄꯨꯛꯅꯤꯡ ꯆꯤꯡꯁꯤꯟꯅꯤꯡꯉꯥꯏ ꯑꯣꯏꯕ ꯑꯁꯤ ꯈ꯭ꯔꯤꯁ꯭ꯇ꯭ꯌꯥꯟ ꯙꯔꯃꯥ ꯑꯃꯁꯨꯡ ꯅꯣꯔꯁ ꯂꯥꯏꯅꯤꯡ ꯑꯁꯤ ꯑꯇꯣꯞꯄ ꯑꯃꯠꯇꯗꯒꯤ ꯍꯦꯟꯅ ꯌꯦꯠꯅꯔꯝꯕ ꯃꯇꯝ ꯑꯗꯨꯗꯒꯤꯅꯤ꯫ ꯑꯔꯣꯏꯕꯗ ꯈ꯭ꯔꯤꯁꯇ꯭ꯌꯥꯟ ꯙꯔꯃꯥ ꯆꯠꯅꯔꯛꯈꯤ ꯑꯃꯁꯨꯡ ꯊꯣꯔꯒꯤ ꯆꯠꯅꯕꯤ ꯑꯁꯤ ꯇꯞꯅ-ꯇꯞꯅ ꯇꯔꯥꯅꯤꯊꯣꯏꯁꯨꯕ ꯆꯍꯤꯆꯥ ꯐꯥꯎꯕꯗ ꯑꯅꯧꯕ ꯂꯥꯏꯅꯤꯡ ꯑꯁꯤꯅ ꯃꯍꯨꯠ ꯁꯤꯟꯈꯤ꯫ ꯃꯊꯧꯁꯤꯡ ꯊꯣꯔꯅ ꯃꯔꯨ ꯑꯣꯏꯅ ꯉꯥꯛꯄꯤ-ꯁꯦꯟꯕꯤꯕ-ꯂꯥꯏ ꯑꯃ ꯑꯣꯏꯅ ꯊꯕꯛ ꯇꯧꯈꯤ, ꯑꯗꯨꯕꯨ ꯃꯍꯥꯛꯀ ꯃꯔꯤ ꯂꯩꯅꯕ ꯋꯥꯔꯤꯁꯤꯡꯅꯁꯨ ꯃꯍꯧꯁꯥꯒꯤ ꯑꯣꯏꯕ ꯊꯧꯗꯣꯛꯁꯤꯡ ꯁꯟꯗꯣꯛꯅ ꯇꯥꯛꯈꯤ, ꯃꯇꯧ ꯑꯁꯨꯝꯅ ꯃꯍꯥꯛꯄꯨ ꯏꯊꯤꯑꯣꯂꯣꯖꯤꯀꯦꯜ ꯃꯈꯜꯒꯤ ꯃꯤꯊ (ꯄꯨꯟꯁꯤꯒꯤ ꯃꯁꯛ ꯈꯔ ꯀꯔꯝꯅ ꯑꯣꯏꯔꯛꯈꯤꯕꯒꯦ ꯍꯥꯏꯕꯗꯨ ꯁꯟꯗꯣꯛꯅ ꯇꯥꯛꯂꯤ)ꯒ ꯁꯝꯅꯍꯜꯂꯤ꯫ ꯃꯍꯥꯛꯄꯨ ꯃꯍꯥꯛꯀꯤ ꯁꯒꯣꯜꯗ ꯂꯩꯕ ꯃꯍꯥꯛꯀꯤ ꯑꯆꯧꯕ ꯍꯣꯜꯗꯒꯤ ꯊꯣꯔꯛꯈꯤ ꯍꯥꯏꯅ ꯍꯥꯏꯅꯔꯝꯃꯤ, ꯃꯗꯨ ꯅꯨꯄꯥ ꯁꯟ ꯑꯅꯤ ꯇꯥꯡꯒꯟꯖꯣꯁ꯭ꯇꯔ (ꯊ꯭ꯔꯨꯠ ꯒꯅꯥꯁꯦꯔ) ꯑꯃꯁꯨꯡ ꯇꯥꯡꯒ꯭ꯔꯤꯁꯅꯤꯔ (ꯁꯅꯥꯔꯜ ꯇꯨꯇꯥ) ꯃꯈꯣꯏꯕꯨ ꯂꯥꯏꯅ ꯍꯥꯠꯇꯨꯅ ꯆꯥꯕ ꯌꯥꯏ ꯑꯃꯁꯨꯡ ꯃꯗꯨꯒꯤ ꯃꯇꯨꯡꯗ ꯃꯊꯪꯒꯤ ꯅꯨꯃꯤꯠꯇ ꯃꯈꯣꯏꯒꯤ ꯁꯔꯨꯁꯤꯡ ꯊꯨꯒꯥꯏꯗ꯭ꯔꯤꯐꯥꯎꯕ ꯑꯃꯨꯛ ꯍꯟꯅ ꯍꯤꯡꯒꯠꯍꯟꯈꯤ꯫ ꯅꯣꯡꯖꯨ-ꯅꯨꯡꯁꯤꯠꯀꯤ ꯈꯣꯟꯖꯦꯜ ꯑꯁꯤ ꯊꯣꯔꯒꯤ ꯁꯒꯣꯜꯒꯤ ꯆꯀꯥꯁꯤꯡ ꯑꯗꯨ ꯑꯇꯤꯌꯥꯒꯤ ꯚꯣꯜ꯭ꯇ ꯐꯥꯎꯗꯨꯅ ꯂꯥꯎꯕ ꯑꯗꯨꯅꯤ ꯑꯃꯁꯨꯡ ꯑꯇꯣꯞꯄ ꯋꯥꯔꯤ ꯑꯃꯗ, ꯃꯍꯥꯛꯄꯨ ꯏꯊꯠꯁꯤꯡ ꯁꯦꯝꯕꯒꯤ ꯊꯥꯒꯠꯄ ꯐꯣꯡꯗꯣꯛꯂꯤ꯫ ꯑꯗꯨꯝ ꯑꯣꯏꯅꯃꯛ, ꯑꯌꯥꯝꯕ ꯃꯇꯝꯗ, ꯃꯍꯥꯛꯄꯨ ꯉꯥꯛꯊꯣꯛꯅꯕ ꯑꯃꯁꯨꯡ ꯈꯨꯗꯣꯡꯆꯥꯗꯕ ꯀꯣꯛꯍꯟꯅꯕꯒꯤꯗꯃꯛ ꯀꯧꯈꯤ꯫ ꯃꯍꯥꯛꯅ ꯑꯁꯒꯥꯔ꯭ꯗ ꯑꯃꯁꯨꯡ ꯃꯤꯗꯒꯥꯔ꯭ꯗꯄꯨ ꯉꯥꯛꯊꯣꯛꯄꯗ ꯃꯇꯦꯡ ꯄꯥꯡꯈꯤꯕ ꯃꯤꯇ꯭ꯔꯪꯒꯤ ꯄꯣꯠꯂꯝ ꯑꯍꯨꯝ ꯂꯩꯔꯝꯃꯤ꫰ꯃꯍꯥꯛꯀꯤ ꯍꯦꯝꯃꯔ ꯃꯖꯣꯜꯅꯤ, ꯃꯍꯥꯛꯀꯤ ꯄꯥꯡꯒꯜꯒꯤ ꯕꯦꯜ꯭ꯇ ꯃꯦꯖꯤꯡꯖꯣꯔꯥ (ꯃꯍꯥꯛꯅ ꯃꯗꯨ ꯁꯦꯠꯈꯤꯕ ꯃꯇꯝꯗ ꯃꯍꯥꯛꯀꯤ ꯄꯥꯡꯒꯜ ꯑꯗꯨ ꯁꯔꯨꯛ ꯑꯅꯤ ꯍꯦꯟꯒꯠꯍꯟꯈꯤ), ꯑꯃꯁꯨꯡ ꯃꯍꯥꯛꯀꯤ ꯈꯨꯗꯣꯞ ꯑꯁꯤ ꯁꯤꯖꯤꯟꯅꯕ ꯃꯊꯧ ꯇꯥꯕ ꯃꯍꯥꯛꯀꯤ ꯑꯆꯧꯕ ꯌꯣꯠꯀꯤ ꯈꯨꯠꯃꯣꯖꯥꯁꯤꯡ꯫ ꯊꯣꯔ ꯑꯁꯤ ꯂꯂꯣꯟ-ꯏꯇꯤꯛꯀꯤ ꯌꯥꯅꯆꯦꯁꯤꯡ ꯁꯤꯜ ꯇꯧꯅꯕ ꯑꯃꯁꯨꯡ ꯂꯨꯍꯣꯡꯕꯁꯤꯡ ꯀꯠꯊꯣꯛꯅꯕ, ꯂꯧꯎ-ꯁꯤꯡꯎꯒꯤ ꯃꯔꯥꯡ ꯀꯥꯏꯅꯕꯒꯤꯗꯃꯛ, ꯈꯣꯡꯆꯠꯁꯤꯡꯒꯤ ꯃꯇꯝꯗ ꯉꯥꯛꯊꯣꯛꯅꯕ (ꯃꯔꯨꯑꯣꯏꯅ ꯁꯃꯨꯗ꯭ꯔꯗ) ꯑꯃꯁꯨꯡ ꯂꯥꯟꯗ ꯃꯥꯏꯄꯥꯛꯅꯕꯒꯤꯗꯃꯛ ꯀꯧꯈꯤꯕꯅꯤ, ꯃꯥ ꯑꯗꯨꯕꯨ ꯃꯊꯧ ꯇꯥꯕ ꯑꯃꯍꯦꯛꯇꯗ ꯊꯣꯛꯂꯛꯄ ꯃꯇꯝꯗ ꯃꯍꯥꯛꯄꯨ ꯀꯧꯈꯤꯕꯒꯨꯝ ꯇꯧꯋꯤ꯫ ꯁꯔꯀꯦꯟꯗꯤꯅꯦꯚꯤꯌꯥꯗ ꯈ꯭ꯔꯤꯁ꯭ꯇ꯭ꯌꯥꯟ ꯙꯔꯃꯥ ꯍꯧꯗꯣꯛꯈꯤꯕ ꯑꯁꯤꯅ ꯑꯍꯥꯟꯕꯗ ꯃꯤꯌꯥꯝꯒꯤ ꯄꯨꯟꯁꯤꯗ ꯊꯣꯔꯒꯤ ꯃꯔꯨꯑꯣꯏꯕ ꯑꯗꯨ ꯍꯟꯊꯍꯟꯅꯕ ꯀꯔꯤꯒꯨꯝꯕ ꯑꯃꯠꯇ ꯇꯧꯈꯤꯗꯦ꯫ ꯃꯊꯛꯇ ꯄꯟꯈ꯭ꯔꯤꯕ ꯇꯥꯃꯤꯜ ꯑꯃꯁꯨꯡ ꯄꯨꯛꯅꯤꯡ ꯆꯤꯡꯁꯤꯟꯅꯤꯡꯉꯥꯏ ꯑꯣꯏꯕ ꯄꯣꯠꯁꯤꯡ ꯈꯛꯇ ꯅꯠꯇꯅ ꯃꯍꯥꯛꯀꯤ ꯃꯔꯝꯗ ꯃꯈꯥ ꯇꯥꯅ ꯍꯥꯏꯔꯛꯂꯤꯕ ꯍꯛꯄꯁꯤꯡ, ꯃꯤꯇꯝꯁꯤꯡ, ꯃꯤꯇꯝꯁꯤꯡ ꯑꯃꯁꯨꯡ ꯋꯥꯔꯤꯁꯤꯡꯅ ꯄ꯭ꯔꯃꯥꯟ ꯇꯧꯈꯤꯕ ꯃꯇꯨꯡ ꯏꯟꯅ ꯚꯥꯏꯀꯤꯡ ꯌꯨꯒꯀꯤ ꯑꯆꯧꯕ ꯁꯔꯨꯛ ꯄꯨꯝꯅꯃꯛꯇ ꯂꯥꯏ ꯑꯗꯨꯕꯨ ꯃꯈꯥ ꯇꯥꯅ ꯀꯧꯈꯤ꯫ ꯃꯇꯤꯛ ꯃꯌꯥꯏ ꯋꯥꯔꯤ ꯄꯨꯝꯅꯃꯛ ꯑꯁꯤꯗ, ꯊꯣꯔꯒꯤ ꯃꯒꯨꯟꯁꯤꯡꯗꯤ ꯃꯍꯥꯛꯀꯤ ꯃꯃꯥꯡꯗ ꯄꯟꯈꯤꯕ ꯃꯤꯇ꯭ꯔꯪꯒꯤ ꯑꯣꯏꯕ ꯄꯣꯠꯂꯝ ꯑꯍꯨꯝ ꯍꯦꯝꯃꯔ ꯃꯖꯣꯔꯅꯤꯔ, ꯕꯦꯜꯠ ꯃꯦꯒꯤꯡꯖꯣꯔꯣ, ꯑꯃꯁꯨꯡ ꯃꯍꯥꯛꯀꯤ ꯌꯣꯠꯀꯤ ꯈꯨꯠꯃꯣꯖꯥꯁꯤꯡ, ꯃꯗꯨꯒꯤ ꯃꯅꯨꯡꯗ ꯃꯖꯣꯔꯅꯤꯔ ꯑꯁꯤ ꯈ꯭ꯋꯥꯏꯗꯒꯤ ꯃꯁꯛ ꯊꯣꯛꯄ ꯑꯃꯅꯤ ꯃꯁꯤꯒ ꯂꯣꯏꯅꯅ ꯁꯟꯅ ꯆꯤꯡꯕ ꯁꯒꯣꯜ ꯑꯁꯤꯁꯨ ꯌꯥꯎꯔꯤ꯫